ꯕ꯭ꯂꯣꯛꯆꯦꯟ-ꯏꯅꯦꯕꯜ ꯗꯤꯖꯤꯇꯦꯜ ꯕꯦꯡꯛꯀꯤꯡꯒꯤ ꯀꯥꯟꯅꯕ ꯑꯅꯤ ꯄꯥꯟꯕꯤꯌꯨ꯫ ꯁꯦꯀ꯭ꯌꯨꯔꯤꯇꯤ ꯑꯃꯁꯨꯡ ꯇ꯭ꯔꯥꯟꯁꯄꯔꯦꯟꯁꯤ: ꯕ꯭ꯂꯣꯛꯆꯦꯟ ꯇꯦꯛꯅꯣꯂꯣꯖꯤ ꯑꯁꯤ ꯗꯤꯁꯦꯟꯇ꯭ꯔꯦꯂꯥꯏꯖ ꯑꯃꯁꯨꯡ ꯀ꯭ꯔꯤꯞꯇꯣꯒ꯭ꯔꯥꯐꯤꯛ ꯑꯣꯏꯕ ꯃꯑꯣꯡ ꯑꯁꯤꯅ ꯃꯔꯝ ꯑꯣꯏꯗꯨꯅ ꯌꯥꯝꯅ ꯁꯦꯀ꯭ꯌꯨꯔ ꯑꯣꯏ꯫ ꯇ꯭ꯔꯥꯟꯖꯦꯛꯁꯟ ꯈꯨꯗꯤꯡꯃꯛ ꯄꯕ꯭ꯂꯤꯛ ꯂꯦꯖꯔ ꯑꯃꯗ ꯔꯦꯀꯣꯔꯗ ꯇꯧꯏ, ꯃꯁꯤꯅ ꯁꯦꯜ ꯊꯥꯗꯕꯒꯤ ꯆꯥꯡ ꯍꯟꯊꯍꯜꯂꯤ ꯑꯃꯁꯨꯡ ꯕꯦꯡꯛꯁꯤꯡꯅ ꯇ꯭ꯔꯥꯟꯖꯦꯛꯁꯟꯁꯤꯡꯒꯤ ꯑꯆꯨꯝꯕ ꯑꯗꯨ ꯚꯦꯔꯤꯐꯥꯏ ꯇꯧꯕꯗ ꯂꯥꯏꯊꯣꯛꯍꯜꯂꯤ꯫ ꯃꯁꯤꯅ ꯐꯥꯏꯅꯥꯟꯁꯤꯑꯦꯜ ꯏꯟꯁꯇꯤꯇ꯭ꯌꯨꯁꯟꯁꯤꯡꯒꯤ ꯇ꯭ꯔꯥꯟꯁꯄꯔꯦꯟꯁꯤ ꯑꯃꯁꯨꯡ ꯑꯦꯀꯥꯎꯟꯇꯦꯕꯤꯂꯤꯇꯤ ꯍꯦꯟꯒꯠꯍꯜꯂꯤ, ꯀ꯭ꯁꯇꯃꯔꯁꯤꯡꯒꯤ ꯊꯥꯖꯕꯥ ꯍꯦꯟꯒꯠꯍꯜꯂꯤ ꯑꯃꯁꯨꯡ ꯁꯦꯜ-ꯊꯨꯝꯒꯤ ꯑꯃꯥꯡ-ꯑꯇꯥꯒꯤ ꯔꯤꯁ꯭ꯛ ꯍꯟꯊꯍꯜꯂꯤ꯫ ꯌꯥꯝꯅ ꯊꯨꯅ ꯑꯃꯁꯨꯡ ꯌꯥꯝꯅ ꯁꯦꯟꯗꯣꯡ ꯂꯩꯕ ꯇ꯭ꯔꯥꯟꯖꯦꯛꯁꯟꯁꯤꯡ: ꯕ꯭ꯂꯣꯛꯆꯦꯟꯅ ꯕꯦꯡꯛꯁꯤꯡꯗ ꯇ꯭ꯔꯥꯟꯖꯦꯛꯁꯟꯁꯤꯡ ꯌꯥꯝꯅ ꯊꯨꯅ ꯑꯃꯁꯨꯡ ꯌꯥꯝꯅ ꯅꯦꯝꯕ ꯃꯃꯜꯗ ꯄ꯭ꯔꯣꯁꯦꯁ ꯇꯧꯕ ꯉꯝꯍꯜꯂꯤ, ꯃꯔꯝꯗꯤ ꯃꯁꯤꯅ ꯏꯟꯇ꯭ꯔꯃꯦꯗꯤꯑꯦꯔꯤꯁꯤꯡꯒꯤ ꯃꯊꯧ ꯃꯊꯧ ꯇꯥꯕ ꯑꯗꯨ ꯂꯧꯊꯣꯛꯏ ꯑꯃꯁꯨꯡ ꯐꯟꯗ ꯇ꯭ꯔꯥꯟꯁꯐꯔ ꯇꯧꯕꯗꯥ ꯂꯥꯏꯊꯣꯈꯜꯂꯤ꯫ ꯑꯌꯥꯝꯕ ꯃꯇꯝꯗ ꯇ꯭ꯔꯦꯗꯤꯁ꯭ꯅꯦꯜ ꯕꯦꯡꯛꯀꯤꯡ ꯃꯦꯊ꯭ꯗꯁꯤꯡꯒꯤ ꯈꯨꯠꯊꯥꯡꯗ ꯄ꯭ꯔꯣꯁꯦꯁ ꯇꯧꯕꯗ ꯅꯨꯃꯤꯠ ꯀꯌꯥ ꯆꯪꯂꯕ ꯑꯃꯁꯨꯡ ꯑꯆꯧꯕ ꯐꯤ ꯂꯧꯕ ꯌꯥꯕ ꯉꯝꯈꯩ ꯂꯥꯟꯗꯨꯅ ꯇ꯭ꯔꯥꯟꯖꯦꯛꯁꯟꯁꯤꯡ ꯑꯁꯤ ꯕ꯭ꯂꯣꯛꯆꯦꯟ ꯇꯦꯛꯅꯣꯂꯣꯖꯤ ꯁꯤꯖꯤꯟꯅꯗꯨꯅ ꯁꯦꯀꯦꯟ ꯈꯔꯒꯤ ꯃꯅꯨꯡꯗ ꯂꯣꯏꯁꯤꯟꯕ ꯌꯥꯏ꯫ ꯃꯁꯤꯅ ꯗꯤꯖꯤꯇꯦꯜ ꯕꯦꯡꯛꯀꯤꯡ ꯑꯁꯤ ꯕꯦꯡꯛ ꯑꯃꯁꯨꯡ ꯃꯈꯣꯏꯒꯤ ꯀ꯭ꯁꯇꯃꯔ ꯑꯅꯤꯃꯛꯀꯤ ꯑꯣꯏꯅ ꯍꯦꯟꯅ ꯏꯐꯤꯁꯤꯌꯦꯟꯠ ꯑꯃꯁꯨꯡ ꯀꯣꯁ꯭ꯠ ꯏꯐꯦꯛꯇꯤꯚ ꯑꯣꯏꯍꯜꯂꯤ꯫ ꯀꯝꯄꯣꯅꯦꯟꯠ ꯄꯨꯝꯅꯃꯛ ꯑꯁꯤ ꯃꯔꯨꯑꯣꯏꯕꯒꯤ ꯃꯇꯨꯡꯏꯟꯅ ꯁꯣꯐꯋꯥꯌꯔ ꯗꯤꯚꯦꯂꯞꯃꯦꯟꯠ ꯑꯦꯟꯚꯥꯏꯔꯟꯃꯦꯟꯠ ꯑꯃꯗ ꯑꯣꯔꯒꯥꯅꯥꯏꯖ ꯇꯧ- ꯁꯣꯐ꯭ꯇꯋꯦꯔ ꯔꯤꯄꯣꯖꯤꯇꯔꯤ, ꯗꯦꯇꯥꯕꯦꯖ, ꯇꯦꯛꯁ ꯑꯦꯗꯤꯇꯔ, ꯀꯝꯄꯥꯏꯂ꯭ꯔ, ꯇꯦꯛꯁ ꯑꯦꯗꯤꯇꯔ ꯀꯝꯄꯥꯏꯂ꯭ꯔ ꯗꯦꯇꯥꯕꯦꯖ ꯁꯣꯐ꯭ꯇꯋꯥꯌꯔ ꯔꯤꯄꯣꯖꯤꯇꯔꯤ꯫ ꯇꯦꯛꯁꯀꯤ ꯁ꯭ꯇꯔꯤꯡ ꯑꯃꯥ ꯄꯤꯔꯒꯥ, ꯁ꯭ꯇꯔꯤꯡ ꯑꯗꯨꯗ ꯂꯩꯔꯤꯕ ꯋꯥꯍꯩꯁꯤꯡꯒꯤ ꯑꯣꯔꯗꯔ ꯑꯗꯨ ꯔꯤꯚ꯭ꯔꯁ ꯇꯧ꯫ ꯍꯦꯂꯣ ꯋꯥꯔꯜꯗ꯫ ꯋꯥꯔꯜꯗ ꯍꯦꯂꯣ꯫ ꯃꯈꯥꯗꯥ ꯄꯤꯔꯤꯕꯥ ꯋꯥꯍꯩ ꯑꯁꯤ ꯑꯆꯨꯝꯕꯥ ꯅꯠꯇꯔꯒ ꯑꯔꯥꯟꯕ ꯒ꯭ꯔꯥꯃꯥꯔ ꯑꯣꯏꯅ ꯀ꯭ꯂꯥꯁꯤꯐꯥꯏ ꯇꯧꯕꯤꯌꯨ: "ꯃꯍꯥꯛꯅ ꯑꯥꯏꯁꯀ꯭ꯔꯤꯝ ꯑꯁꯤ ꯌꯥꯝꯅ ꯄꯥꯝꯃꯤ ꯃꯁꯤ ꯃꯆꯤ ꯑꯣꯏ꯫" ꯋꯥꯍꯩ ꯄꯔꯦꯡ: ꯃꯍꯥꯛꯅ ꯑꯥꯏꯁꯀ꯭ꯔꯤꯝ ꯄꯥꯝꯃꯤ ꯃꯁꯤ ꯃꯆꯤ ꯑꯣꯏ꯫ ꯑꯔꯥꯟꯕ ꯒ꯭ꯔꯥꯃꯥꯔ꯫ ꯄꯤꯔꯤꯕ ꯋꯥꯈꯜꯂꯣꯟ ꯑꯗꯨꯕꯨ ꯈ꯭ꯋꯥꯏꯗꯒꯤ ꯐꯕ ꯃꯑꯣꯡ ꯎꯠꯂꯤꯕ ꯋꯥꯍꯩ ꯑꯗꯨ ꯇꯦꯛꯁ ꯑꯗꯨꯗ ꯂꯧꯈꯠꯂꯨ꯫ ꯋꯥꯈꯜꯂꯣꯟ: ꯏꯟꯇꯔꯗꯤꯄꯦꯟꯗꯦꯟꯁ ꯇꯦꯛꯁ: ꯑꯩꯈꯣꯏ ꯄꯨꯝꯅꯃꯛ ꯃꯑꯣꯡ ꯑꯃꯗ ꯁꯝꯅꯔꯤ, ꯑꯩꯈꯣꯏꯅ ꯈꯪꯂꯕꯁꯨ ꯅꯠꯇꯔꯒ ꯈꯪꯂꯝꯗꯔꯕꯁꯨ꯫ ꯄꯣꯠ ꯈꯨꯗꯤꯡꯃꯛꯀꯤ ꯑꯃꯒ ꯑꯃꯒ ꯃꯈꯥ ꯄꯣꯟꯅꯕ ꯑꯁꯤ ꯈꯪꯕꯅ ꯑꯩꯈꯣꯏꯅ ꯑꯩꯈꯣꯏꯒꯤ ꯅꯨꯡꯇꯤꯒꯤ ꯄꯨꯟꯁꯤꯗ ꯍꯦꯟꯅ ꯐꯕ ꯋꯥꯔꯦꯞ ꯂꯧꯕ ꯉꯝꯒꯅꯤ꯫ ꯄꯣꯠ ꯈꯨꯗꯤꯡꯃꯛꯀꯤ ꯃꯔꯛꯇ ꯂꯩꯔꯤꯕ ꯃꯔꯤ ꯑꯁꯤ ꯈꯪꯕꯅ ꯑꯩꯈꯣꯏꯅ ꯑꯩꯈꯣꯏꯒꯤ ꯅꯨꯡꯇꯤꯒꯤ ꯄꯨꯟꯁꯤꯗ ꯍꯦꯟꯅ ꯐꯕ ꯋꯥꯔꯦꯞ ꯂꯧꯕꯥ ꯉꯝꯒꯅꯤ꯫ ꯇꯣꯉꯥꯟ-ꯇꯣꯉꯥꯟꯕ ꯋꯥꯍꯩꯁꯤꯡ ꯑꯃꯁꯨꯡ ꯒ꯭ꯔꯥꯃꯥꯔ ꯁ꯭ꯇꯔꯛꯆꯔ ꯁꯤꯖꯤꯟꯅꯗꯨꯅ ꯃꯈꯥꯒꯤ ꯋꯥꯍꯩ ꯑꯁꯤ ꯑꯃꯨꯛ ꯍꯟꯅ ꯏꯕꯤꯌꯨ꯫ ꯄ꯭ꯔꯣꯖꯦꯛ ꯑꯁꯤ ꯃꯥꯏ ꯄꯥꯛꯅꯕ ꯃꯈꯣꯏꯅ ꯑꯍꯦꯟꯕ ꯃꯤꯠꯌꯦꯡ ꯆꯪꯈꯤ꯫ ꯄ꯭ꯔꯣꯖꯦꯛ ꯑꯁꯤ ꯃꯥꯏ ꯄꯥꯛꯅꯕ ꯃꯈꯣꯏꯅ ꯑꯍꯦꯟꯕ ꯃꯤꯠꯌꯦꯡ ꯆꯪꯈꯤ꯫ ꯅꯣ ꯏꯅꯄꯨꯠ ꯇꯧꯕ꯫ ꯋꯥꯍꯩ ꯑꯁꯤ ꯍꯦꯟꯅꯥ ꯃꯌꯦꯛ ꯁꯦꯡꯅ ꯇꯥꯛꯅꯕ ꯑꯦꯗꯤꯠ ꯇꯧꯕꯤꯌꯨ: "ꯃꯍꯥꯛꯅ ꯕꯥꯁ꯭ꯀꯦꯠꯕꯣꯜ ꯁꯥꯟꯅꯕ ꯄꯥꯝꯃꯤ꯫" ꯃꯍꯥꯛꯅ ꯃꯍꯥꯛꯀꯤ ꯑꯐꯕ ꯃꯇꯝ ꯀꯣꯔ꯭ꯠꯇ ꯀꯥꯏꯊꯣꯛꯄ, ꯍꯩꯊꯣꯏ-ꯁꯤꯡꯊꯣꯏꯅ ꯕꯣꯜ ꯗ꯭ꯔꯥꯏꯕ ꯇꯧꯕ ꯑꯃꯁꯨꯡ ꯃꯍꯥꯛꯀꯤ ꯅꯨꯡꯁꯤꯖꯔꯕ ꯁꯥꯟꯅꯄꯣꯠ ꯕꯥꯁꯀꯦꯠꯕꯣꯜ ꯁꯥꯟꯅꯔꯤꯉꯩꯗ ꯍꯨꯞꯁꯤꯡ ꯁꯨꯕꯗ ꯅꯨꯡꯉꯥꯏꯕ ꯐꯥꯎꯏ꯫